ꯃꯈꯥꯗ ꯄꯤꯔꯤꯕ ꯊꯧꯗꯣꯛ ꯑꯁꯤ ꯀꯔꯤꯒꯤ ꯊꯣꯛꯈꯤꯕꯅꯣ ꯍꯥꯏꯕꯗꯨ ꯁꯟꯗꯣꯛꯅ ꯇꯥꯛꯄꯤꯌꯨ꯫ ꯊꯧꯗꯣꯛ: ꯁ꯭ꯇꯣꯛ ꯃꯥꯔꯀꯦꯠ ꯁꯣꯛꯈꯤ꯫ ꯁ꯭ꯇꯣꯛ ꯃꯥꯔꯀꯦꯠ ꯑꯁꯤ ꯇꯣꯉꯥꯟ ꯇꯣꯉꯥꯟꯕ ꯃꯔꯝꯁꯤꯡꯅ ꯁꯣꯛꯍꯜꯂꯛꯄ ꯌꯥꯏ, ꯃꯗꯨꯒꯤ ꯃꯅꯨꯡꯗ ꯁꯦꯜ-ꯊꯨꯝꯒꯤ, ꯈꯨꯟꯅꯥꯏꯒꯤ ꯅꯠꯇꯔꯒ ꯔꯥꯖꯅꯤꯇꯤꯒꯤ ꯑꯣꯏꯕ ꯊꯧꯗꯣꯛꯁꯤꯡꯅ ꯄꯦꯅꯤꯛ ꯁꯦꯜꯂꯤꯡ ꯑꯃꯁꯨꯡ ꯁ꯭ꯇꯣꯛꯀꯤ ꯃꯃꯜꯁꯤꯡ ꯈꯪꯍꯧꯗꯅ ꯍꯟꯊꯔꯛꯄ ꯌꯥꯏ꯫ ꯃꯁꯤꯒꯤ ꯃꯔꯝꯗꯤ ꯊꯥꯖꯗꯕ ꯑꯃꯁꯨꯡ ꯅꯨꯡꯉꯥꯏꯇꯕ ꯏꯀꯣꯅꯣꯃꯤꯛ ꯑꯃꯁꯨꯡ ꯐꯥꯏꯅꯥꯟꯁꯤꯑꯦꯜ ꯔꯤꯄ꯭ꯣꯔꯠꯁꯤꯡ, ꯈꯪꯍꯧꯗꯅ ꯏꯟꯇꯔꯦꯁꯀꯤ ꯆꯥꯡ ꯌꯥꯝꯅ ꯍꯦꯒꯠꯂꯛꯄ, ꯁꯔꯀꯥꯔꯒꯤ ꯆꯠꯅ-ꯀꯥꯡꯂꯣꯅꯁꯤꯡꯗ ꯑꯍꯣꯡꯕ ꯂꯥꯀꯄ, ꯅꯠꯇꯔꯒ ꯏꯅꯚꯦꯁ꯭ꯇꯔꯁꯤꯡꯒꯤ ꯊꯥꯖꯕ ꯍꯦꯒꯠꯍꯟꯕ ꯌꯥꯕ ꯃꯥꯂꯦꯃꯒꯤ ꯑꯣꯏꯕ ꯊꯧꯗꯣꯛꯁꯤꯡꯅ ꯑꯣꯏꯕ ꯌꯥꯏ꯫ ꯀꯦꯁ ꯈꯔꯗꯗꯤ, ꯁ꯭ꯇꯣꯛ ꯃꯥꯔꯀꯦꯠꯀꯤ ꯀ꯭ꯔꯥꯁ ꯑꯁꯤ ꯏꯅꯚꯦꯁꯇꯔꯁꯤꯡꯒꯤ ꯃꯔꯛꯇ ꯍꯦꯔ꯭ꯗ ꯃꯦꯟꯇꯦꯂꯤꯇꯤ ꯑꯃꯅ ꯍꯦꯟꯅ ꯁꯣꯛꯍꯜꯂꯛꯄ ꯌꯥꯏ, ꯃꯁꯤꯅ ꯃꯈꯥ ꯇꯥꯅ ꯃꯥꯡꯖꯕ ꯊꯤꯡꯅꯕ ꯌꯥꯝꯅ ꯊꯨꯅ ꯌꯣꯟꯕ ꯊꯣꯛꯍꯜꯂꯤ꯫ ꯃꯁꯤ ꯌꯥꯝꯅ ꯃꯔꯨꯑꯣꯏꯅ ꯈꯪꯖꯤꯅꯕ ꯌꯥꯏ ꯃꯗꯨꯗꯤ ꯁ꯭ꯇꯣꯛ ꯃꯥꯔꯀꯦꯠꯇ ꯁꯣꯛꯍꯜꯂꯛꯄ ꯑꯁꯤ ꯑꯔꯨꯕ ꯊꯧꯗꯣꯛ ꯑꯃꯅꯤ, ꯑꯃꯁꯨꯡ ꯃꯁꯤ ꯃꯍꯧꯁꯥꯅ ꯃꯔꯝ ꯑꯃꯈꯛꯇꯒ ꯃꯔꯤ ꯂꯩꯅꯗꯦ꯫ ꯑꯟꯗꯔꯂꯥꯏꯌꯤꯡ ꯐꯦꯛꯇꯔ ꯀꯌꯥ ꯑꯃꯅ ꯑꯌꯥꯝꯕꯅ ꯄꯨꯟꯅ ꯆꯠꯃꯤꯟꯅꯗꯨꯅ ꯃꯄꯨꯡ ꯐꯥꯕ ꯅꯣꯡꯂꯩ-ꯅꯨꯡꯁꯤꯠ ꯑꯃ ꯁꯦꯝꯒꯠꯂꯤ ꯃꯗꯨꯅ ꯑꯔꯣꯏꯕꯗ ꯀꯩꯊꯦꯜ ꯑꯁꯤ ꯁꯣꯈꯜꯂꯤ꯫ ꯄꯤꯔꯤꯕ ꯄꯣꯠꯁꯛ ꯑꯅꯤ ꯑꯁꯤ ꯆꯥꯡꯗꯝꯅꯕ ꯑꯃꯁꯨꯡ ꯆꯥꯡꯗꯝꯅꯕ ꯑꯗꯨꯒꯤ ꯃꯇꯥꯡꯗ ꯑꯀꯨꯞꯄ ꯃꯔꯣꯜ ꯑꯃ ꯄꯤꯌꯨ꯫ ꯑꯣꯕꯖꯦꯛ ꯑꯃ: ꯑꯦꯄꯜ ꯑꯣꯕꯖꯦꯛ ꯑꯅꯤ ꯑꯣꯔꯦꯟꯖ꯫ ꯑꯦꯄꯜ ꯑꯃꯁꯨꯡ ꯑꯣꯔꯦꯟꯖ ꯑꯅꯤꯃꯛ ꯀꯃꯟ ꯑꯣꯏꯕ ꯃꯅ-ꯃꯁꯤꯡꯅꯤ ꯑꯗꯨꯕꯨ ꯃꯑꯣꯡ ꯀꯌꯥꯗ ꯈꯦꯠꯅꯩ꯫ ꯑꯦꯄꯜꯁꯤꯡ ꯑꯁꯤ ꯃꯍꯧꯁꯥꯅ ꯒꯣꯜꯗ ꯑꯣꯏ, ꯂꯦꯡ-ꯑꯣꯠꯄ ꯈꯣꯡꯎꯞ ꯂꯩ, ꯑꯃꯁꯨꯡ ꯂꯥꯜ, ꯑꯉꯧꯕꯥ ꯅꯠꯇ꯭ꯔꯒꯥ ꯌꯦꯔꯨꯝꯒꯤ ꯃꯆꯨꯗ ꯂꯥꯛꯏ, ꯑꯗꯨꯒ ꯑꯣꯔꯦꯟꯖꯅ ꯍꯦꯟꯅ ꯂꯨꯝꯕ, ꯇꯦꯛꯁꯆꯔ ꯂꯩꯕ ꯈꯣꯡꯎꯞ ꯑꯃ ꯂꯩ, ꯃꯑꯣꯡ-ꯃꯇꯧꯗ ꯒꯣꯜꯗ-ꯑꯣꯚꯜ ꯑꯣꯏ ꯑꯃꯁꯨꯡ ꯃꯆꯨ ꯑꯣꯔꯦꯟꯖ ꯑꯣꯏ꯫ ꯃꯍꯩ-ꯃꯔꯣꯡ ꯑꯅꯤꯃꯛ ꯑꯁꯤ ꯏꯁꯤꯡ ꯌꯥꯝꯅ ꯌꯥꯎꯏ ꯑꯃꯁꯨꯡ ꯃꯅꯥ-ꯃꯁꯤꯡ ꯌꯥꯎꯏ, ꯑꯗꯨꯕꯨ ꯑꯦꯄꯜꯒꯤ ꯃꯅꯥ-ꯃꯁꯤꯡ ꯑꯁꯤ ꯀꯣꯔ꯭ꯗ ꯂꯩ, ꯑꯗꯨꯒꯥ ꯑꯣꯔꯦꯟꯖꯒꯤ ꯃꯍꯩ-ꯃꯔꯣꯡꯁꯤꯡ ꯑꯁꯤ ꯃꯁꯤꯒꯤ ꯃꯁꯥꯒꯤ ꯁꯦꯒꯃꯦꯟꯇꯁꯤꯡꯒꯤ ꯃꯅꯨꯡꯗ ꯂꯩ꯫ ꯃꯆꯤ ꯑꯣꯏꯕ ꯆꯤꯟꯖꯥꯛꯀꯤ ꯃꯇꯥꯡꯗ ꯍꯥꯏꯔꯕꯗ, ꯑꯦꯄꯜ ꯑꯁꯤ ꯇꯔꯨ ꯇꯅꯥꯟꯕꯗꯒꯤ ꯍꯧꯔꯒ ꯃꯆꯤ ꯑꯣꯏꯕ ꯐꯥꯎꯕ ꯌꯥꯏ ꯑꯗꯨꯒ ꯑꯣꯔꯦꯟꯖ ꯑꯁꯤ ꯃꯍꯧꯁꯥꯅ ꯈꯔꯥ ꯇꯔꯨ ꯇꯅꯥꯟꯕ ꯃꯁꯛ ꯑꯃꯒ ꯂꯣꯏꯅꯅꯥ ꯃꯆꯤ ꯑꯣꯏ꯫ ꯑꯄꯤꯕ ꯁꯤ ꯃꯦꯖꯔ ꯁ꯭ꯀꯦꯜ ꯑꯗꯨꯗ ꯌꯨꯝꯐꯝ ꯑꯣꯏꯕ ꯈꯣꯟꯖꯦꯜ ꯑꯃ ꯁꯦꯝꯃꯨ꯫ ꯁꯤ ꯃꯦꯖꯔ ꯁ꯭ꯀꯦꯂꯗ ꯂꯩ꯫ ꯃꯐꯝ ꯑꯁꯤꯗ ꯁꯤ ꯃꯦꯖꯔ ꯁ꯭ꯀꯦꯜ ꯁꯤꯖꯤꯟꯅꯗꯨꯅ ꯁꯦꯝꯕ ꯑꯄꯤꯛꯄ ꯈꯣꯟꯖꯦꯜ ꯑꯃ ꯌꯥꯎꯔꯤ ꯏ ꯃꯐꯝ ꯑꯅꯤ ꯑꯁꯤꯒꯤ ꯃꯔꯛꯇꯥ ꯂꯩꯔꯤꯕ ꯖꯤꯑꯣꯒ꯭ꯔꯥꯐꯤꯀꯦꯜ ꯃꯔꯤ ꯑꯁꯤ ꯀꯔꯤꯅꯣ? ꯅ꯭ꯌꯨ ꯑꯣꯔꯂꯤꯟ ꯑꯃꯁꯨꯡ ꯗꯂꯥꯁꯇꯥ ꯂꯩꯕꯥ ꯌꯨ. ꯑꯦꯁ ꯅ꯭ꯌꯨ ꯑꯣꯔꯂꯤꯟ ꯑꯃꯁꯨꯡ ꯗꯂꯥꯁ ꯑꯅꯤꯃꯛ ꯌꯨꯅꯥꯏꯇꯦꯗ ꯁ꯭ꯇꯦꯇꯁꯀꯤ ꯈꯥ ꯊꯪꯕꯥ ꯁꯔꯨꯛꯇ ꯂꯩꯕ ꯁꯍꯔꯁꯤꯡꯅꯤ꯫ ꯅ꯭ꯌꯨ ꯑꯣꯔꯂꯤꯟ ꯑꯁꯤ ꯂꯨꯏꯁꯤꯌꯥꯅꯥ ꯔꯥꯖ꯭ꯌꯗ ꯂꯩꯔꯤ ꯑꯗꯨꯒ ꯗꯂꯥꯁꯅ ꯇꯦꯛꯁꯥꯁ ꯔꯥꯖ꯭ꯌꯗ ꯂꯩꯔꯤ꯫ ꯁꯍꯔ ꯑꯅꯤ ꯑꯁꯤ ꯆꯥꯎꯔꯥꯛꯅ ꯃꯥꯏꯜ ꯆꯥꯝꯉꯒ ꯃꯉꯥ (ꯀꯤꯂꯣꯃꯤꯇꯔ ꯆꯅꯤꯄꯥꯟꯒ ꯇꯔꯥ ꯍꯨꯝꯗꯣꯏ) ꯂꯥꯞꯅ ꯂꯩ, ꯑꯃꯁꯨꯡ ꯅ꯭ꯌꯨ ꯑꯣꯔꯂꯤꯟ ꯑꯁꯤ ꯗꯂꯥꯁꯀꯤ ꯅꯣꯡꯄꯣꯛ ꯊꯪꯕꯥ ꯁꯔꯨꯛꯇꯥ ꯂꯩ꯫ ꯁꯍꯔ ꯑꯅꯤ ꯑꯁꯤꯒꯤ ꯃꯔꯛꯇꯥ ꯈ꯭ꯋꯥꯏꯗꯒꯤ ꯍꯛꯊꯦꯡꯅꯕ ꯂꯝꯕꯤꯗꯤ ꯂꯨꯏꯁꯤꯌꯥꯅꯥꯗꯒꯤ ꯋꯦꯁ꯭ꯠ ꯏꯟꯇꯔꯁ꯭ꯇꯦꯠ ꯀꯤꯟ ꯂꯧꯗꯨꯅ ꯗꯂꯥꯁꯇꯥ ꯆꯠꯄꯅꯤ꯫